ꯒꯥꯔꯗꯦꯟ ꯑꯃꯒꯤꯗꯃꯛ ꯗꯤꯖꯥꯏꯟꯒꯤ ꯋꯥꯈꯜꯂꯣꯟ ꯑꯍꯨꯝ ꯕ꯭ꯔꯦꯟꯁ꯭ꯇꯣꯔꯝ ꯇꯧꯕꯤꯌꯨ꯫ ꯃꯍꯧꯁꯥꯒꯤ ꯔꯤꯇ꯭ꯔꯤꯠ: ꯃꯍꯧꯁꯥꯒ ꯂꯣꯏꯅꯅ ꯅꯨꯡꯉꯥꯏꯅ ꯂꯩꯅꯕ ꯑꯃꯁꯨꯡ ꯑꯃꯨꯛ ꯍꯟꯅ ꯁꯝꯅꯍꯟꯅꯕ ꯃꯄꯨꯡ ꯐꯥꯕ ꯑꯣꯌꯦꯁꯤꯁ ꯑꯃ ꯁꯦꯝꯃꯨ꯫ ꯕꯥꯒꯥꯟ ꯑꯁꯤꯗ ꯁꯦꯟꯇ꯭ꯔꯦꯜ ꯋꯥꯇꯔ ꯐꯣꯟꯇ ꯑꯃ ꯅꯠꯇ꯭ꯔꯒ ꯉꯥ ꯌꯥꯎꯕ ꯄꯨꯈ꯭ꯔꯤ ꯑꯃꯥ ꯌꯥꯎꯕ ꯌꯥꯏ꯫ ꯃꯗꯨ ꯂꯝꯂꯛꯀꯤ ꯁꯥ-ꯎꯆꯦꯛꯁꯤꯡ ꯑꯃꯁꯨꯡ ꯃꯆꯨ ꯀꯌꯥꯒꯤ ꯐꯨꯜꯁꯤꯡꯅ ꯀꯨꯞꯁꯤꯜꯂꯤ꯫ ꯅꯨꯡꯉꯥꯏꯔꯕ ꯕꯦꯟꯆ ꯅꯠꯇ꯭ꯔꯒ ꯆꯦꯌꯥꯔ ꯑꯃ ꯂꯩꯕ ꯑꯄꯤꯛꯄ ꯐꯝꯐꯝ ꯑꯃ ꯂꯩꯕ ꯌꯥꯏ꯫ ꯃꯗꯨ ꯄꯥꯕ ꯅꯠꯇ꯭ꯔꯒ ꯁꯨꯞꯅꯒꯤ ꯁꯥꯟꯇꯤ ꯂꯩꯕ ꯑꯀꯣꯏꯕꯗ ꯅꯨꯡꯉꯥꯏꯅ ꯂꯩꯅꯕ ꯃꯄꯨꯡ ꯐꯥꯕ ꯌꯥꯏ꯫ ꯅꯨꯡꯁꯤꯠꯀꯤ ꯈꯣꯡꯖꯦꯜ ꯅꯠꯇ꯭ꯔꯒ ꯑꯄꯤꯛꯄ ꯁꯤꯜꯒꯤ ꯕꯥꯒꯥꯟꯒꯨꯝꯕ ꯅꯨꯡꯉꯥꯏꯍꯟꯕ ꯌꯥꯕ ꯃꯆꯥꯛꯁꯤꯡ ꯍꯥꯞꯆꯤꯟꯗꯨꯅ ꯅꯨꯡꯉꯥꯏꯕ ꯑꯦꯇꯃꯣꯁ꯭ꯐꯤꯌꯥꯔ ꯑꯗꯨ ꯍꯦꯟꯅ ꯐꯒꯠꯍꯟꯅꯕ ꯈꯟꯅꯕꯤꯌꯨ꯫ ꯗꯤ ꯏꯗꯤꯕꯜ ꯒꯥꯔꯗꯦꯟ: ꯁꯁ꯭ꯇꯦꯅꯦꯕꯤꯂꯤꯇꯤ ꯑꯃꯁꯨꯡ ꯁꯦꯜꯐ-ꯁꯐꯤꯁꯤꯑꯦꯟꯁꯤꯗ ꯃꯤꯠꯌꯦꯡ ꯊꯝꯕ ꯒꯥꯔꯗꯦꯟ ꯑꯃ ꯗꯤꯖꯥꯏꯟ ꯇꯧꯕ- ꯃꯈꯜ ꯀꯌꯥꯒꯤ ꯃꯅꯥ-ꯃꯁꯤꯡ, ꯎꯍꯩ-ꯋꯥꯍꯩꯁꯤꯡ ꯑꯃꯁꯨꯡ ꯃꯅꯥ-ꯃꯁꯤꯡꯁꯤꯡ ꯑꯁꯤ ꯋꯥꯡꯈꯠꯄ ꯒꯥꯔꯗꯦꯟ ꯕꯦꯗꯁꯤꯡ ꯅꯠꯇ꯭ꯔꯒ ꯄꯣꯠꯁꯛꯁꯤꯡꯗ ꯊꯥꯎ, ꯑꯃꯁꯨꯡ ꯄꯦꯁ꯭ꯠ ꯀꯟꯇ꯭ꯔꯣꯜ ꯑꯃꯁꯨꯡ ꯐꯔꯇꯤꯂꯥꯏꯖꯦꯁꯟꯒꯤ ꯑꯣꯔꯒꯥꯅꯤꯛ ꯃꯦꯊꯗꯁꯤꯡ ꯁꯤꯖꯤꯟꯅꯧ꯫ ꯅꯍꯥꯛꯅ ꯀꯝꯄꯣꯁ꯭ꯇꯤꯡ ꯑꯃꯁꯨꯡ ꯔꯦꯟꯋꯥꯇꯔ ꯍꯥꯔꯚꯦꯁ꯭ꯇꯤꯡ ꯁꯤꯁ꯭ꯇꯦꯃꯁꯤꯡꯁꯨ ꯌꯥꯎꯍꯟꯕ ꯌꯥꯏ꯫ ꯍꯦꯅꯒꯠꯂꯛꯄꯒꯤ ꯃꯇꯝ ꯁꯥꯡꯗꯣꯛꯅꯕ ꯐꯝꯐꯝ ꯈꯔ ꯑꯃꯁꯨꯡ ꯑꯄꯤꯛꯄ ꯒ꯭ꯔꯤꯅꯍꯥꯎꯁ ꯑꯃ ꯍꯥꯞꯆꯤꯜꯂꯨ ꯑꯃꯁꯨꯡ ꯅꯍꯥꯛꯀꯤ ꯌꯨꯝꯒꯤꯗꯃꯛꯇ ꯑꯅꯧꯕ ꯄꯣꯠꯊꯣꯛꯁꯤꯡ ꯄꯤꯕ ꯐꯖꯔꯕ ꯑꯃꯁꯨꯡ ꯊꯕꯛ ꯇꯧꯕ ꯌꯥꯕ ꯒꯥꯔꯗꯦꯟ ꯑꯃ ꯂꯩꯒꯅꯤ꯫ ꯃꯁꯤꯒꯤ ꯕꯥꯒꯥꯟ ꯑꯁꯤ ꯃꯍꯧꯁꯥꯕꯨ ꯅꯨꯡꯁꯤꯖꯕꯁꯤꯡ ꯑꯃꯁꯨꯡ ꯃꯐꯝ ꯑꯗꯨꯒꯤ ꯂꯝꯂꯛꯀꯤ ꯁꯥ-ꯎꯆꯦꯛꯁꯤꯡꯒꯤ ꯍꯤꯡꯐꯝ ꯑꯃ ꯁꯦꯝꯒꯠꯄ ꯄꯥꯝꯂꯤꯕꯁꯤꯡꯒꯤꯗꯃꯛꯇ ꯃꯄꯨꯡ ꯐꯥꯅ ꯁꯦꯝ ꯁꯥꯕꯅꯤ꯫ꯅꯦꯇꯤꯚ ꯋꯥꯏꯜꯗꯐ꯭ꯂꯥꯋꯥꯔ, ꯃꯍꯩ-ꯃꯔꯣꯡ, ꯑꯃꯁꯨꯡ ꯂꯧꯎ-ꯁꯤꯡꯎꯒꯤ ꯄꯣꯠꯊꯣꯛꯁꯤꯡ ꯈꯟꯕꯤꯌꯨ ꯑꯃꯁꯨꯡ ꯃꯈꯣꯏꯕꯨ ꯑꯆꯧꯕ ꯗ꯭ꯔꯥꯏꯚꯔꯁꯤꯡꯗ ꯊꯥꯗꯨꯅ ꯃꯍꯧꯁꯥꯒꯤ ꯑꯣꯏꯕ ꯂꯧꯎ-ꯁꯤꯡꯎꯒꯤ ꯃꯑꯣꯡ ꯃꯇꯧ ꯑꯃ ꯁꯦꯝꯃꯨ꯫ ꯁꯥꯁꯤꯡ, ꯎꯆꯦꯛꯁꯤꯡ ꯑꯃꯁꯨꯡ ꯑꯇꯩ ꯄꯣꯂꯤꯅꯦꯇꯔꯁꯤꯡꯒꯤ ꯆꯥꯅꯕ ꯑꯃꯁꯨꯡ ꯂꯩꯐꯝ ꯄꯤꯕ ꯄꯥꯝꯕꯤꯁꯤꯡ ꯌꯥꯎꯍꯟꯒꯗꯕꯅꯤ ꯑꯃꯁꯨꯡ ꯑꯍꯦꯟꯕ ꯍꯤꯡꯐꯝ ꯑꯃ ꯄꯤꯅꯕꯒꯤꯗꯃꯛ ꯁꯥꯁꯤꯡꯒꯤ ꯌꯨꯝ, ꯃꯍꯤꯛ-ꯃꯇꯥꯏꯒꯤ ꯍꯣꯇꯦꯜ ꯅꯠꯇꯔꯒ ꯄꯨꯈ꯭ꯔꯤ ꯑꯃ ꯍꯥꯞꯆꯤꯟꯅꯕ ꯈꯟꯅꯕꯤꯌꯨ꯫ ꯃꯁꯤꯒꯤ ꯕꯥꯒꯥꯟ ꯑꯁꯤ ꯂꯣ-ꯃꯦꯟꯇꯦꯅꯦꯟꯁ, ꯑꯀꯣꯏꯕꯒꯤ ꯐꯤꯕꯝ ꯁꯣꯛꯍꯟꯗꯕ ꯑꯃꯁꯨꯡ ꯌꯦꯡꯕꯗ ꯌꯥꯝꯅ ꯅꯨꯡꯉꯥꯏꯕ ꯑꯃꯅꯤ꯫